ꯑꯩꯅꯥ ꯅꯤꯡꯁꯤꯡꯂꯤꯕꯃꯈꯩ ꯑꯔꯤꯕꯥ ꯃꯇꯝꯒꯤ ꯋꯥꯔꯤꯁꯤꯡꯗ ꯃꯤꯠꯌꯦꯡ ꯊꯝꯗꯨꯅ ꯂꯥꯛꯂꯤ꯫ ꯑꯩꯍꯥꯛ ꯑꯉꯥꯡ ꯑꯣꯏꯔꯤꯉꯩꯗ ꯑꯩꯍꯥꯛꯀꯤ ꯃꯃꯥ-ꯃꯄꯥꯗ ꯍꯥꯏꯖꯔꯝꯃꯤ ꯃꯗꯨꯗꯤ ꯑꯩꯍꯥꯛꯄꯨ ꯃꯐꯝ ꯑꯗꯨꯒꯤ ꯂꯥꯏꯕ꯭ꯔꯦꯔꯤꯗ ꯄꯨꯔꯛꯇꯨꯅ ꯍꯧꯈꯤꯕ ꯃꯇꯝꯒꯤ ꯋꯥꯔꯤꯁꯤꯡ ꯑꯃꯁꯨꯡ ꯋꯥꯔꯤꯁꯤꯡ ꯑꯗꯨ ꯄꯥꯕꯤꯌꯨ꯫ ꯑꯩꯍꯥꯛꯅꯥ ꯂꯧꯁꯤꯡꯒꯤ ꯇꯛꯈꯥꯌꯔꯕ ꯑꯃ ꯂꯩꯔꯝꯃꯤ ꯃꯗꯨ ꯉꯁꯤ ꯐꯥꯎꯕ ꯑꯩꯍꯥꯛꯅ ꯐꯥꯎꯔꯤ꯫ ꯂꯥꯞꯅ ꯂꯩꯕ ꯍꯧꯈꯤꯕ ꯃꯇꯝꯗꯒꯤ ꯃꯤꯑꯣꯏ ꯑꯃ ꯅꯠꯇꯔꯒ ꯃꯐꯝ ꯑꯃꯒꯤ ꯃꯔꯝꯗ ꯄꯥꯕ ꯈꯨꯗꯤꯡꯗ ꯑꯩꯅ ꯀꯅꯦꯛꯁꯟ ꯑꯃ ꯐꯥꯎꯈꯤ, ꯃꯈꯣꯏꯒꯤ ꯂꯩꯐꯝ ꯑꯗꯨ ꯑꯩꯅ ꯐꯥꯎꯕ ꯉꯝꯈꯤꯕꯒꯨꯝ꯫ ꯄꯣꯠꯂꯝꯁꯤꯡ ꯑꯃꯁꯨꯡ ꯆꯥꯛ ꯊꯣꯡꯕꯒꯤ ꯃꯑꯣꯡꯁꯤꯡ ꯌꯥꯎꯅ ꯍꯛꯆꯥꯡ ꯐꯅꯥ ꯂꯩꯅꯕ ꯑꯌꯨꯛꯀꯤ ꯆꯥꯛꯂꯦꯟ ꯑꯃꯒꯤ ꯔꯦꯁꯤꯄꯤ ꯑꯃ ꯁꯦꯝꯃꯨ꯫ ꯑꯄꯤꯛꯄ ꯅꯟ-ꯁ꯭ꯇꯤꯛ ꯁ꯭ꯀꯤꯂꯦꯠ ꯑꯃꯗ ꯑꯣꯂꯤꯚ ꯑꯣꯜ ꯑꯗꯨ ꯃꯌꯥꯏ ꯑꯣꯏꯕ ꯑꯁꯥꯕ ꯏꯁꯤꯡꯗ ꯌꯥꯟꯁꯤꯟꯅꯧ꯫ ꯊꯥꯎ ꯊꯣꯛꯄ ꯎꯍꯩꯁꯤꯡ ꯑꯗꯨ ꯌꯥꯟꯁꯤꯟꯅꯧ ꯑꯃꯁꯨꯡ ꯃꯗꯨ ꯇꯔꯨ-ꯇꯥꯅꯥꯟꯕ ꯐꯥꯎꯕ ꯃꯤꯅꯠ ꯑꯅꯤꯗꯒꯤ ꯑꯍꯨꯝ ꯐꯥꯎꯕ ꯊꯥꯛꯎ꯫ ꯉꯥꯒꯤ ꯃꯆꯤꯟꯖꯥꯛ ꯑꯗꯨ ꯎꯍꯩ-ꯋꯥꯍꯩꯁꯤꯡꯒꯤ ꯃꯊꯛꯇ ꯊꯥꯎ, ꯑꯃꯁꯨꯡ ꯉꯥ ꯑꯗꯨ ꯄꯥꯇ꯭ꯔ ꯑꯗꯨꯒꯤ ꯃꯊꯛꯇ ꯆꯥꯡ ꯃꯥꯟꯅꯅ ꯁꯟꯗꯣꯛꯅꯕ ꯁ꯭ꯄꯥꯏꯇꯨꯜ ꯑꯃ ꯁꯤꯖꯤꯟꯅꯧ꯫ ꯃꯈꯥ ꯊꯪꯕꯥ ꯁꯔꯨꯛ ꯑꯗꯨ ꯁꯅꯥꯒꯤ ꯇꯛꯂꯕꯥ ꯃꯇꯨꯡꯗ ꯑꯃꯁꯨꯡ ꯃꯊꯛꯇ ꯊꯣꯡꯅꯥꯎ ꯍꯥꯡꯗꯣꯛꯄ ꯍꯧꯔꯛꯄ ꯐꯥꯎꯕ ꯃꯤꯅꯠ ꯑꯅꯤꯗꯒꯤ ꯑꯍꯨꯝ ꯐꯥꯎꯕ ꯊꯥꯛꯎ꯫ ꯑꯣꯝꯂꯦꯠ ꯑꯗꯨ ꯆꯦꯛꯁꯤꯟꯅꯥ ꯇꯔꯨ-ꯇꯅꯥꯟꯅ ꯊꯝꯖꯤꯜꯂꯨ ꯑꯃꯁꯨꯡ ꯉꯥ ꯑꯗꯨ ꯃꯄꯨꯡꯐꯥꯅꯥ ꯊꯥꯛꯄ ꯐꯥꯎꯕ ꯃꯤꯅꯠ ꯑꯃꯗꯒꯤ ꯑꯅꯤ ꯐꯥꯎꯕ ꯃꯈꯥ ꯇꯥꯅ ꯊꯥꯛꯎ꯫ ꯑꯣꯝꯂꯦꯠ ꯑꯗꯨ ꯄ꯭ꯂꯦꯠ ꯑꯃꯗ ꯄꯤꯖꯕꯤꯌꯨ ꯑꯃꯁꯨꯡ ꯃꯊꯛꯇ ꯊꯥꯎ ꯊꯣꯛꯄ ꯑꯦꯚꯣꯀꯦꯗꯣ ꯑꯃ ꯊꯝꯖꯤꯜꯂꯨ꯫ ꯈꯨꯗꯛꯇ ꯁꯦꯕ ꯇꯧꯕꯤꯌꯨ ꯑꯃꯁꯨꯡ ꯅꯨꯡꯉꯥꯏꯕꯤꯌꯨ꯫ ꯃꯈꯥꯗ ꯄꯤꯔꯤꯕꯥ ꯍꯤꯔꯝ ꯑꯁꯤ ꯄꯤꯔꯒ ꯋꯥꯔꯤ ꯁ꯭ꯇꯥꯔꯠ ꯑꯃ ꯖꯦꯅꯦꯔꯦꯠ ꯇꯧ꯫ ꯃꯗꯨꯗꯤ ꯁ꯭ꯄꯦꯁ ꯑꯦꯛꯁꯄ꯭ꯔꯣꯂꯣꯔꯦꯁꯟ ꯇꯧꯕ꯫ ꯁ꯭ꯄꯦꯁꯀ꯭ꯔꯥꯐ ꯑꯁꯤꯅ ꯁ꯭ꯄꯦꯁꯀꯤ ꯑꯋꯥꯠꯄ ꯃꯐꯝ ꯑꯗꯨꯒꯤ ꯃꯅꯨꯡꯗ ꯆꯦꯟꯊꯔꯛꯄꯒ ꯂꯣꯏꯅꯅ ꯑꯦꯁꯇ꯭ꯔꯣꯅꯣꯠꯁꯤꯡꯒꯤ ꯀꯥꯡꯕꯨ ꯑꯗꯨꯅ ꯃꯈꯣꯏꯒꯤ ꯄꯨꯛꯅꯤꯡ ꯊꯧꯒꯠꯄ ꯑꯗꯨ ꯊꯝꯖꯤꯟꯕ ꯉꯝꯈꯤꯗꯦ꯫ ꯃꯈꯣꯏꯅ ꯄꯨꯋꯥꯔꯤ ꯁꯦꯝꯕꯒꯤ ꯂꯝꯕꯤꯗ ꯂꯩꯔꯝꯃꯤ, ꯍꯧꯖꯤꯛ ꯐꯥꯎꯕꯗ ꯍꯣꯠꯅꯈꯤꯕ ꯈ꯭ꯋꯥꯏꯗꯒꯤ ꯁꯥꯡꯕ ꯑꯃꯁꯨꯡ ꯈ꯭ꯋꯥꯏꯗꯒꯤ ꯆꯥꯎꯕ ꯁ꯭ꯄꯦꯁ ꯑꯦꯛꯁꯄ꯭ꯂꯣꯔꯦꯁꯟ ꯃꯤꯁꯟ ꯑꯗꯨ ꯍꯧꯗꯣꯛꯈꯤ꯫ ꯃꯈꯣꯏꯒꯤ ꯄꯥꯟꯗꯝꯗꯤ ꯁꯣꯂꯥꯔ ꯁꯤꯁ꯭ꯇꯦꯝꯒꯤ ꯃꯅꯥꯛꯇ ꯌꯧꯕ ꯑꯃꯁꯨꯡ ꯌꯨꯅꯤꯚꯔꯁ ꯑꯁꯤꯒꯤ ꯑꯔꯥꯟꯕ ꯋꯥꯐꯝꯁꯤꯡ ꯐꯣꯡꯗꯣꯛꯄ ꯉꯝꯕ ꯃꯔꯨꯑꯣꯏꯕ ꯗꯦꯇꯥ ꯈꯣꯝꯖꯤꯟꯕꯅꯤ꯫ ꯑꯗꯨꯕꯨ ꯃꯈꯣꯏꯅ ꯌꯨꯝꯗꯒꯤ ꯍꯦꯟꯅ ꯚꯦꯟꯆꯔ ꯇꯧꯔꯛꯄꯒ ꯂꯣꯏꯅꯅ ꯃꯈꯣꯏꯅ ꯑꯥꯏꯁꯣꯂꯦꯁꯟꯒꯤ ꯐꯤꯚꯝ ꯑꯃꯁꯨꯡ ꯃꯁꯛ ꯈꯪꯗꯕ ꯃꯤꯑꯣꯏꯁꯤꯡꯒꯤ ꯑꯀꯤꯕꯥ ꯑꯗꯨ ꯌꯦꯡꯁꯤꯅꯕꯥ ꯉꯝꯈꯤꯗꯦ꯫ ꯃꯐꯝ ꯑꯗꯨꯗ ꯃꯈꯣꯏꯅꯥ ꯀꯔꯤ ꯈꯪꯂꯝꯒꯅꯤ?